ꯐꯣꯁꯤꯜ ꯐ꯭ꯌꯨꯑꯦꯜ ꯃꯩ ꯆꯥꯛꯄꯒꯤ ꯁꯣꯁꯤꯑꯦꯜ ꯑꯃꯁꯨꯡ ꯑꯥꯔꯀ꯭ꯌꯣꯂꯣꯖꯤꯒꯤ ꯑꯣꯏꯕꯥ ꯏꯝꯄꯦꯛ ꯈꯔꯗꯤ ꯀꯔꯤꯅꯣ? ꯐꯣꯁꯤꯜ ꯐ꯭ꯌꯨꯑꯦꯜ ꯃꯩ ꯆꯥꯛꯄꯅ ꯒ꯭ꯔꯤꯅꯍꯥꯎꯁ ꯒ꯭ꯌꯥꯁ ꯌꯥꯎꯅ ꯇꯣꯉꯥꯟ ꯇꯣꯉꯥꯟꯕ ꯄꯣꯂꯨꯁꯟꯁꯤꯡ ꯑꯁꯤ ꯑꯀꯣꯏꯕꯒꯤ ꯐꯤꯕꯝꯗ ꯊꯥꯗꯣꯛꯏ꯫ ꯍꯥꯏꯔꯤꯕ ꯄꯣꯂꯨꯁꯟꯁꯤꯡ ꯑꯁꯤꯅ ꯈꯨꯟꯅꯥꯏꯒꯤ ꯑꯃꯁꯨꯡ ꯑꯀꯣꯏꯕꯒꯤ ꯐꯤꯕꯝꯗ ꯃꯔꯨꯑꯣꯏꯕ ꯏꯝꯄꯦꯛꯇꯁꯤꯡ ꯂꯩ꯫ ꯀ꯭ꯂꯥꯏꯃꯦꯠ ꯆꯦꯟꯖ: ꯐꯣꯁꯤꯜ ꯐ꯭ꯌꯨꯑꯦꯜꯁꯤꯡ ꯃꯩ ꯊꯥꯕꯅ ꯀ꯭ꯂꯥꯏꯃꯦꯠ ꯆꯦꯟꯖꯗ ꯃꯔꯨꯑꯣꯏꯕ ꯀꯟꯇ꯭ꯔꯤꯕ꯭ꯌꯨꯇꯔ ꯑꯃꯥ ꯑꯣꯏꯔꯤꯕꯥ ꯀꯥꯔꯕꯣꯟ ꯗꯥꯏꯑꯣꯛꯁꯥꯏꯗꯀꯤ ꯃꯁꯤꯡ ꯌꯥꯝꯂꯕ ꯃꯁꯤꯡ ꯊꯥꯗꯣꯛꯏ꯫ ꯑꯦꯠꯃꯣꯁ꯭ꯐꯤꯌꯔꯒꯤ ꯀꯥꯔꯕꯣꯟꯒꯤ ꯆꯥꯡ ꯍꯦꯟꯒꯠꯂꯛꯄꯅ ꯑꯀꯟꯕ ꯋꯦꯗꯔ ꯄꯦꯇ꯭ꯔꯟ, ꯁꯃꯨꯗ꯭ꯔꯒꯤ ꯂꯦꯚꯦꯜ ꯋꯥꯡꯈꯠꯂꯛꯄ ꯑꯃꯁꯨꯡ ꯏꯀꯣꯁꯤꯁ꯭ꯇꯦꯝꯁꯤꯡꯗ ꯑꯀꯥꯏꯕ ꯄꯤꯕ ꯑꯃꯁꯨꯡ ꯕꯥꯏꯑꯣꯗꯥꯏꯕꯔꯁꯤꯇꯤꯗ ꯈꯨꯗꯣꯡꯊꯤꯕ ꯊꯣꯛꯍꯜꯂꯤꯕ ꯇꯦꯝꯄꯦꯔꯦꯆꯔ ꯍꯦꯟꯒꯠꯂꯛꯄ ꯊꯣꯛꯍꯜꯂꯤ꯫ ꯑꯦꯌꯔ ꯄꯣꯂꯨꯁꯟ: ꯐꯣꯁꯤꯜ ꯐ꯭ꯌꯨꯑꯦꯜ ꯀꯝꯕ꯭ꯌꯨꯁꯟꯅ ꯅꯦꯠꯇ꯭ꯔꯣꯖꯦꯟ ꯑꯣꯛꯁꯥꯏꯗ, ꯁꯜꯐ꯭ꯔ ꯗꯥꯏꯑꯣꯛꯁꯥꯏꯗ, ꯑꯃꯁꯨꯡ ꯕꯣꯂꯥꯇꯥꯏꯜ ꯑꯣꯔꯒꯥꯅꯤꯛ ꯀꯝꯄꯥꯎꯟꯗꯁꯤꯡ ꯌꯥꯎꯅ ꯄꯥꯔꯇꯤꯀꯜ ꯑꯃꯁꯨꯡ ꯒ꯭ꯌꯥꯁ ꯄꯨꯊꯣꯛꯏ ꯫ ꯃꯗꯨꯅ ꯅꯨꯡꯁꯤꯠꯀꯤ ꯃꯒꯨꯟ ꯍꯟꯊꯍꯟꯕꯥ ꯉꯝꯃꯤ꯫ ꯃꯁꯤꯅ ꯁꯣꯔ ꯍꯣꯟꯕꯒꯤ ꯑꯅꯥꯕ ꯑꯃꯁꯨꯡ ꯑꯇꯣꯞꯄ ꯑꯁꯣꯏ-ꯑꯉꯥꯝ ꯌꯥꯎꯕ ꯍꯛꯁꯦꯜꯒꯤ ꯏꯐꯦꯛꯇꯁꯤꯡ ꯊꯣꯛꯍꯜꯂꯤ꯫ ꯐꯣꯁꯤꯜ ꯐ꯭ꯌꯨꯑꯦꯜ ꯌꯥꯝꯅ ꯁꯤꯖꯤꯟꯅꯕ ꯃꯐꯝꯁꯤꯡꯒꯤ ꯃꯅꯥꯛꯇꯥ ꯂꯩꯕ ꯀꯃ꯭ꯌꯨꯅꯤꯇꯤꯁꯤꯡꯗꯥ ꯄꯣꯂꯨꯁꯟ ꯑꯁꯤꯅꯥ ꯃꯁꯤꯡ ꯌꯥꯝꯅ ꯁꯣꯛꯍꯜꯂꯤ꯫ ꯑꯀꯣꯏꯕꯒꯤ ꯐꯤꯕꯝ ꯁꯣꯛꯍꯟꯕꯥ: ꯐꯣꯁꯤꯜ ꯐ꯭ꯌꯨꯑꯦꯂꯁꯤꯡ ꯂꯧꯊꯣꯛꯄ ꯑꯃꯁꯨꯡ ꯄꯨꯊꯣꯛ ꯄꯨꯁꯤꯟ ꯇꯧꯕꯅ ꯑꯀꯣꯏꯕꯒꯤ ꯐꯤꯕꯝꯗ ꯑꯃꯥꯡ-ꯑꯇꯥ ꯊꯣꯛꯍꯜꯂꯤ꯫ ꯃꯁꯤꯗ ꯑꯣꯏꯜ ꯊꯥꯗꯣꯛꯄ ꯑꯃꯁꯨꯡ ꯂꯝ ꯃꯥꯏꯅꯤꯡꯒꯤꯗꯃꯛꯇ ꯌꯥꯎꯔꯤ꯫ ꯍꯥꯏꯔꯤꯕꯁꯤꯡ ꯑꯁꯤꯅ ꯁꯃꯨꯗ꯭ꯔꯒꯤ ꯄꯨꯟꯁꯤ ꯑꯃꯁꯨꯡ ꯑꯄꯨꯟꯕ ꯏꯁꯤꯡꯒꯤ ꯃꯒꯨꯟꯗ ꯈꯨꯗꯣꯡꯊꯤꯕ ꯊꯣꯛꯍꯜꯂꯤ꯫ ꯑꯄꯨꯟꯕ ꯑꯣꯏꯅ ꯐꯣꯁꯤꯜ ꯐ꯭ꯌꯨꯑꯦꯜ ꯃꯩ ꯊꯥꯕꯒꯤ ꯈꯨꯟꯅꯥꯏ ꯑꯃꯁꯨꯡ ꯑꯀꯣꯏꯕꯒꯤ ꯐꯤꯕꯝꯗ ꯁꯣꯛꯍꯜꯂꯤꯕ ꯑꯁꯤ ꯌꯥꯝꯅ ꯁꯥꯊꯤꯕ ꯑꯃꯁꯨꯡ ꯌꯥꯝꯅ ꯂꯥꯞꯅ ꯆꯠꯂꯤ ꯑꯃꯁꯨꯡ ꯍꯦꯟꯅ ꯁꯦꯡꯂꯕ ꯔꯤꯟꯌꯨꯑꯦꯕꯜ ꯏꯅꯔꯖꯤꯒꯤ ꯁꯣꯔꯁꯁꯤꯡꯗ ꯇ꯭ꯔꯥꯟꯁꯤꯁꯟ ꯇꯧꯕ ꯑꯁꯤ ꯌꯥꯝꯅ ꯃꯔꯨꯑꯣꯏ꯫ ꯅꯍꯥꯛꯀꯤ ꯋꯥꯍꯩꯗ ꯕ꯭ꯂꯣꯛꯆꯦꯟ ꯍꯥꯏꯕꯁꯤ ꯀꯔꯤꯅꯣ ꯍꯥꯏꯕꯗꯨ ꯁꯟꯗꯣꯛꯅ ꯇꯥꯛꯄꯤꯌꯨ꯫ ꯕ꯭ꯂꯣꯀꯆꯦꯟ ꯍꯥꯏꯕꯁꯤ ꯀꯝꯄ꯭ꯌꯨꯇꯔꯒꯤ ꯅꯦꯇꯋꯥꯔꯛ ꯑꯃꯅ ꯃꯦꯅꯦꯖ ꯇꯧꯕ ꯗꯤꯁꯇ꯭ꯔꯤꯕ꯭ꯌꯨꯇꯦꯗ ꯗꯦꯇꯥꯕꯦꯖ ꯅꯠꯇ꯭ꯔꯒ ꯂꯦꯖꯔ ꯑꯃꯅꯤ꯫ ꯃꯁꯤꯅ ꯏꯟꯐꯣꯔꯃꯦꯁꯟ ꯔꯦꯀꯣꯔꯗ ꯇꯧꯕ ꯑꯃꯁꯨꯡ ꯁ꯭ꯇꯣꯔ ꯇꯧꯅꯕꯒꯤ ꯗꯤꯁꯦꯟꯇ꯭ꯔꯦꯂꯥꯏꯖ ꯑꯃꯁꯨꯡ ꯁꯦꯀ꯭ꯌꯨꯑꯣꯔ ꯑꯣꯏꯕ ꯃꯑꯣꯡ ꯑꯃ ꯑꯣꯏꯅ ꯊꯕꯛ ꯇꯧꯏ꯫ ꯃꯁꯤꯗ ꯚꯤꯂꯥꯏꯇꯦꯠ ꯇꯧꯔꯕ ꯇ꯭ꯔꯥꯟꯖꯦꯛꯁꯟꯁꯤꯡ ꯅꯠꯇ꯭ꯔꯒ ꯑꯇꯩ ꯏꯟꯐꯣꯔꯃꯦꯁꯟꯒꯤ ꯕꯦꯆꯁꯤꯡ ꯊꯝꯂꯤꯕ ꯕ꯭ꯂꯣꯛꯁꯤꯡꯒꯤ ꯆꯦꯟ ꯑꯃ ꯌꯥꯎꯏ꯫ ꯃꯈꯣꯏꯁꯤꯡ ꯑꯁꯤ ꯀ꯭ꯔꯤꯞꯇꯣꯒ꯭ꯔꯥꯐꯤꯛ ꯃꯦꯊꯣꯗꯁꯤꯡ ꯁꯤꯖꯤꯟꯅꯗꯨꯅ ꯄꯨꯟꯅ ꯂꯤꯡ ꯇꯧꯏ꯫ ꯕ꯭ꯂꯣꯛ ꯈꯨꯗꯤꯡꯃꯛꯇ ꯃꯁꯤꯡ ꯌꯥꯝꯂꯕꯥ ꯇ꯭ꯔꯥꯟꯖꯦꯛꯁꯟꯁꯤꯡꯒꯤ ꯔꯦꯀꯣꯔꯗ ꯑꯃ ꯑꯃꯁꯨꯡ ꯃꯃꯥꯡꯒꯤ ꯕ꯭ꯂꯣꯛ ꯑꯗꯨꯒꯤ ꯔꯤꯐꯔꯦꯟꯁ ꯑꯃ ꯌꯥꯎꯏ꯫ ꯃꯁꯤꯅ ꯍꯣꯡꯗꯣꯛꯄ ꯉꯝꯗꯕ ꯑꯃꯁꯨꯡ ꯇ꯭ꯔꯥꯟꯁꯄꯔꯦꯟꯇ ꯑꯣꯏꯕ ꯏꯟꯐꯣꯔꯃꯦꯁꯟꯒꯤ ꯆꯦꯟ ꯑꯃ ꯁꯦꯝꯃꯤ꯫ ꯃꯁꯤꯒꯤ ꯗꯤꯁ꯭ꯇꯔꯤꯕ꯭ꯌꯨꯠ ꯇꯧꯔꯕ ꯃꯑꯣꯡ ꯑꯁꯤꯅ ꯏꯟꯐꯣꯔꯃꯦꯁꯟ ꯑꯗꯨ ꯀꯝꯄ꯭ꯌꯨꯇꯔ ꯀꯌꯥꯗ ꯊꯝꯖꯤꯜꯂꯤ꯫ ꯑꯃꯁꯨꯡ ꯑꯦꯟꯇꯤꯇꯤ ꯑꯃꯈꯛꯇꯅ ꯀꯟꯇ꯭ꯔꯣꯜ ꯇꯧꯗꯦ꯫ ꯃꯔꯝ ꯑꯗꯨꯅ ꯃꯁꯤꯕꯨ ꯃꯦꯅꯤꯄꯨꯂꯦꯁꯟ ꯑꯃꯁꯨꯡ ꯐ꯭ꯔꯣꯗ ꯇꯧꯕꯗ ꯔꯦꯁꯤꯁ꯭ꯇꯦꯟꯇ ꯑꯣꯏꯍꯜꯂꯤ꯫ ꯃꯔꯝ ꯑꯗꯨꯅ ꯃꯁꯤꯕꯨ ꯇꯣꯉꯥꯟ-ꯇꯣꯉꯥꯟꯕ ꯑꯦꯄ꯭ꯂꯤꯀꯦꯁꯟꯁꯤꯡꯗ ꯁꯦꯀ꯭ꯌꯨꯑꯣꯔ ꯑꯣꯏꯕꯥ ꯑꯃꯁꯨꯡ ꯇ꯭ꯔꯥꯟꯁꯄꯔꯦꯟꯇ ꯑꯣꯏꯅ ꯔꯦꯀꯣꯔꯗ ꯊꯝꯕꯗꯥ ꯆꯨꯟꯅꯕ ꯑꯣꯏꯍꯜꯂꯤ꯫